ꯂꯤꯉ꯭ꯛ ꯇꯧꯔꯕ ꯂꯤꯁ꯭ꯠ ꯑꯃ ꯔꯤꯚꯔꯁ ꯇꯧꯅꯕꯒꯤꯗꯃꯛ ꯑꯦꯂꯒꯣꯔꯤꯊꯝ ꯑꯃ ꯁꯖꯦꯁꯟ ꯇꯧ꯫ ꯂꯤꯉ꯭ꯛ ꯇꯧꯔꯕ ꯂꯤꯁ꯭ꯠ ꯑꯃ ꯔꯤꯚꯔꯁ ꯇꯧꯅꯕꯒꯤ ꯑꯦꯂꯒꯣꯔꯤꯊꯝ ꯑꯃꯅ ꯅꯣꯗꯁꯤꯡꯒꯤ ꯃꯔꯛꯇ ꯂꯩꯕ ꯂꯤꯉ꯭ꯛꯁꯤꯡ ꯑꯗꯨ ꯑꯃꯨꯛ ꯍꯟꯅ ꯑꯣꯔꯒꯥꯅꯥꯏꯖ ꯇꯧꯗꯨꯅ ꯃꯈꯣꯏꯅ ꯑꯣꯄꯔꯦꯇꯤꯡ ꯗꯤꯔꯦꯛꯁꯟꯗ ꯇꯥꯛꯏ꯫ ꯂꯤꯉ꯭ꯛ ꯇꯧꯔꯕ ꯂꯤꯁ꯭ꯠ ꯑꯃ ꯔꯤꯚꯔꯁ ꯇꯧꯅꯕꯒꯤ ꯁ꯭ꯇꯦꯞꯁꯤꯡ ꯃꯈꯥꯗ ꯄꯤꯔꯤ ꯄꯣꯏꯟꯇꯔ ꯑꯍꯨꯝ ꯏꯅꯤꯁꯤꯑꯦꯂꯥꯏꯖ ꯇꯧ, ꯑꯁꯤ ꯑꯣꯏꯅ, ꯑꯁꯤ ꯂꯤꯁ꯭ꯇꯀꯤ ꯃꯀꯣꯛ ꯑꯣꯏꯅ, ꯑꯃꯁꯨꯡ ꯃꯊꯪꯒꯤ ꯑꯣꯏꯅ꯫ ꯑꯁꯤ ꯑꯣꯏꯗ꯭ꯔꯤꯉꯩꯗ ꯂꯤꯉ꯭ꯛ ꯇꯧꯔꯕ ꯂꯤꯁ꯭ꯠ ꯑꯗꯨꯒꯤ ꯈꯨꯠꯊꯥꯡꯗ ꯏꯇꯤꯔꯦꯠ ꯇꯧ꯫ ꯏꯇꯤꯔꯦꯁꯟ ꯈꯨꯗꯤꯡꯃꯛꯇ ꯃꯊꯪꯒꯤ ꯄꯣꯏꯟꯇꯔꯗ ꯑꯦꯁꯥꯏꯟ ꯇꯧꯕꯤꯌꯨ ꯃꯗꯨꯅ ꯑꯩꯈꯣꯏꯅ ꯂꯤꯉ꯭ꯛ ꯇꯧꯔꯕ ꯂꯤꯁ꯭ꯠ ꯑꯗꯨꯗ ꯃꯥꯡꯂꯣꯝꯗ ꯆꯪꯁꯤꯟꯕ ꯉꯝꯒꯅꯤ꯫ ꯑꯁꯤꯗ ꯑꯦꯁꯥꯏꯟ ꯇꯧꯕꯤꯌꯨ ꯃꯗꯨꯅ ꯍꯧꯖꯤꯛꯀꯤ ꯂꯤꯉ꯭ꯛ ꯑꯁꯤ ꯔꯤꯚꯔꯁ ꯇꯧꯒꯅꯤ꯫ ꯑꯃꯁꯨꯡ ꯑꯁꯤ ꯈꯣꯡꯊꯥꯡ ꯑꯃ ꯃꯥꯡꯂꯣꯝꯗ ꯆꯪꯁꯤꯜꯂꯨ ꯍꯥꯏꯕꯗꯤ ꯑꯃꯁꯨꯡ ꯍꯦꯗ ꯑꯗꯨꯅ ꯍꯧꯖꯤꯛ ꯔꯤꯚꯥꯔꯁ ꯇꯧꯔꯕ ꯂꯤꯁ꯭ꯠ ꯑꯗꯨꯗ ꯇꯥꯛꯄ ꯉꯝꯅꯕ ꯑꯗꯨ ꯍꯦꯗꯇ ꯑꯦꯁꯥꯏꯟ ꯇꯧ꯫ ꯀꯃꯟ ꯀꯣꯜꯗꯇ ꯚꯤꯇꯥꯃꯤꯟ ꯁꯤꯒꯤ ꯏꯐꯦꯛꯇꯀꯤ ꯃꯇꯥꯡꯗ ꯍꯥꯏꯄꯣꯊꯦꯁꯤꯁ ꯑꯃ ꯁꯦꯝꯕ꯫ ꯀꯃꯟ ꯀꯣꯜꯗꯇ ꯚꯤꯇꯥꯃꯤꯟ ꯁꯤꯒꯤ ꯏꯐꯦꯛꯇꯤꯕꯅꯦꯁꯀꯤ ꯃꯇꯥꯡꯗ ꯄꯣꯇꯦꯟꯁꯤꯌꯦꯜ ꯍꯥꯏꯄꯣꯊꯦꯁꯤꯁ ꯑꯃꯗꯤ ꯚꯤꯇꯥꯃꯤꯟ ꯁꯤ ꯆꯥꯡ ꯅꯥꯏꯅ ꯊꯛꯄꯅ ꯀꯃꯟ ꯀꯣꯜꯗꯀꯤ ꯂꯥꯏꯑꯣꯡꯁꯤꯡꯒꯤ ꯃꯇꯝ ꯑꯃꯁꯨꯡ ꯁꯣꯛꯍꯜꯂꯛꯄ ꯍꯟꯊꯍꯟꯕ ꯉꯝꯃꯤ ꯍꯥꯏꯕꯁꯤꯅꯤ꯫ ꯃꯁꯤ ꯚꯤꯇꯥꯃꯤꯟ ꯁꯤꯒꯤ ꯏꯝꯌꯨꯟ-ꯕꯨꯁꯇꯤꯡ ꯄ꯭ꯔꯣꯄꯔꯇꯤꯅ ꯃꯔꯝ ꯑꯣꯏꯗꯨꯅ ꯑꯣꯏꯕ ꯌꯥꯏ, ꯃꯗꯨꯅ ꯍꯛꯆꯥꯡꯗ ꯀꯣꯜꯗ ꯊꯣꯛꯍꯜꯂꯤꯕ ꯚꯥꯏꯔꯁꯁꯤꯡ ꯍꯦꯟꯅ ꯏꯐꯦꯛꯇꯤꯚ ꯑꯣꯏꯅ ꯂꯥꯟꯊꯦꯡꯅꯕꯗ ꯃꯇꯦꯡ ꯄꯥꯡꯕ ꯌꯥꯏ꯫ ꯋꯥꯍꯩ ꯑꯁꯤ ꯋꯥꯍꯩ ꯑꯃꯈꯛꯇꯪꯗ ꯁꯤꯖꯤꯟꯅꯧ꯫ꯁꯤꯡꯒꯥꯄꯨꯔꯒꯤ ꯆꯥꯛꯆꯥ-ꯌꯨꯊꯛ ꯑꯁꯤ ꯌꯥꯝꯅ ꯇꯣꯞ ꯇꯣꯞꯄ ꯃꯑꯣꯡ ꯑꯃꯅꯤ꯫ꯃꯁꯤꯗ ꯆꯥꯏꯅꯥ, ꯚꯥꯔꯠꯀꯤ, ꯃꯂꯦꯁꯤꯌꯥꯟ ꯑꯃꯁꯨꯡ ꯏꯟꯗꯣꯅꯦꯁꯤꯌꯥꯒꯤ ꯏꯅꯐ꯭ꯂꯨꯑꯦꯟꯁꯁꯤꯡ ꯌꯥꯎꯔꯤ꯫ ꯃꯐꯝ ꯑꯗꯨꯒꯤ ꯆꯥꯛꯆꯥ-ꯌꯨꯊꯛꯁꯤꯡ ꯑꯁꯤ ꯂꯩꯕꯥꯛ ꯑꯁꯤꯒꯤ ꯀꯜꯆꯔ ꯄꯨꯝꯅꯃꯛꯀꯤ ꯄꯣꯠꯂꯝꯁꯤꯡ ꯌꯥꯎꯍꯟꯅꯕ ꯁꯦꯝꯗꯣꯛ-ꯁꯦꯝꯖꯤꯟ ꯇꯧꯈ꯭ꯔꯦ꯫ ꯃꯁꯤꯅ ꯃꯔꯝ ꯑꯣꯏꯗꯨꯅ ꯆꯥꯛ ꯊꯣꯡꯕꯒꯤ ꯑꯈꯟꯅꯕ ꯃꯑꯣꯡ ꯑꯃ ꯁꯦꯝꯒꯠꯂꯦ꯫ ꯑꯦꯊꯦꯟꯁꯀꯤ ꯃꯅꯥꯛꯇꯥ ꯂꯤꯁꯤꯡꯑꯃꯒ ꯍꯨꯝꯐꯨ ꯗ ꯁꯥꯈꯤꯕ ꯂꯦꯟꯗꯃꯥꯔꯛ ꯑꯃ ꯈꯪꯗꯣꯛꯎ꯫ ꯑꯦꯊꯦꯟꯁꯀꯤ ꯃꯅꯥꯛꯇ ꯂꯤꯁꯤꯡ ꯑꯃꯒ ꯍꯨꯝꯐꯨꯗ ꯁꯥꯈꯤꯕ ꯂꯝꯗꯝ ꯑꯁꯤ ꯗꯥꯐ꯭ꯅꯤ ꯃꯣꯅꯥꯁꯇ꯭ꯔꯤꯅꯤ꯫ ꯃꯁꯤꯕꯨ ꯗꯥꯐꯅꯤꯒꯤ ꯃꯣꯅꯥꯁꯇ꯭ꯔꯤ ꯅꯠꯇꯔꯒ ꯗꯥꯐ꯭ꯅꯤ ꯆꯣꯔꯥ ꯆꯔꯆ ꯍꯥꯏꯅꯥꯁꯨ ꯈꯪꯅꯩ꯫ ꯇꯔꯥꯃꯥꯊꯣꯏ ꯁꯨꯕ ꯆꯍꯤꯆꯥꯒꯤ ꯕꯥꯏꯖꯟꯇꯤꯟ ꯃꯣꯅꯥꯁꯇ꯭ꯔꯤ ꯑꯁꯤ ꯁꯦꯟꯇꯔꯦꯜ ꯑꯦꯊꯦꯟꯁꯀꯤ ꯅꯣꯡꯆꯨꯞ ꯊꯪꯕꯥ ꯁꯔꯨꯛꯇ ꯆꯥꯎꯔꯥꯛꯅ ꯀꯤꯂꯣꯃꯤꯇꯔ ꯇꯔꯥ ꯂꯥꯞꯅꯥ ꯂꯩꯕ ꯗꯥꯐꯅꯤꯒꯤ ꯎꯃꯪꯒꯤ ꯃꯅꯥꯛꯇ ꯂꯩ꯫ ꯃꯣꯅꯥꯁ꯭ꯠꯔꯤ ꯑꯁꯤ ꯕꯥꯏꯖꯟꯇꯤꯟ ꯏꯝꯄꯥꯌꯔꯒꯤ ꯃꯔꯛꯇ ꯂꯩꯕ ꯃꯇꯝꯒꯤ ꯑꯥꯔꯀꯤꯇꯦꯛꯆꯔ ꯑꯃꯁꯨꯡ ꯑꯥꯔꯇꯤꯁ꯭ꯇꯤꯛ ꯁ꯭ꯇꯥꯏꯜꯒꯤ ꯑꯐꯕ ꯈꯨꯗꯝ ꯑꯃꯅꯤ꯫